ꯖ꯭ꯌꯥꯀꯁ ꯀꯧꯁ꯭ꯇꯣ ꯑꯁꯤ ꯇꯁꯦꯡꯅꯥ ꯐ꯭ꯔꯥꯟꯁꯀꯤ ꯏꯁꯤꯡꯒꯤ ꯃꯈꯥꯗꯥ ꯂꯩꯕꯥ ꯑꯦꯛꯁꯄ꯭ꯂꯣꯔꯦꯇꯔ ꯑꯃꯁꯨꯡ ꯀꯟꯖꯔꯕꯦꯁꯟꯒꯤ ꯃꯤꯑꯣꯏ ꯑꯃꯅꯤ꯫ ꯃꯍꯥꯛꯅꯥ ꯃꯍꯥꯛꯀꯤ ꯑꯦꯝꯕꯤ ꯃꯅꯥ ꯐꯪꯂꯕ ꯁꯣ, ꯑꯟꯗꯔꯁꯤ ꯋꯥꯔꯜꯗ ꯑꯣꯐ ꯖ꯭ꯌꯥꯛꯁ ꯀꯧꯁ꯭ꯇꯣꯒꯤꯗꯃꯛ ꯃꯃꯤꯡ ꯆꯠꯂꯝꯃꯤ ꯑꯃꯁꯨꯡ ꯑꯍꯥꯟꯕ ꯑꯣꯄꯟ-ꯁꯔꯀ꯭ꯌꯨꯠ, ꯃꯁꯥꯅ ꯃꯁꯥꯕꯨ ꯌꯥꯎꯖꯕ ꯏꯁꯤꯡꯒꯤ ꯃꯈꯥꯗꯥ ꯁ꯭ꯕꯔ ꯍꯣꯟꯕꯒꯤ ꯈꯨꯠꯂꯥꯏ (ꯁ꯭ꯀꯨꯕꯥ) ꯑꯃꯥ ꯑꯣꯏꯔꯤꯕ ꯑꯦꯛꯕꯥ-ꯂꯪ ꯁꯦꯝꯒꯠꯄꯗ ꯃꯇꯦꯡ ꯄꯥꯡꯈꯤ꯫ ꯃꯍꯥꯛꯀꯤ ꯃꯁꯤꯡ ꯌꯥꯝꯂꯕ ꯗꯣꯀꯨꯃꯦꯟꯇꯔꯤꯁꯤꯡ ꯑꯃꯁꯨꯡ ꯂꯥꯏꯔꯤꯛꯁꯤꯡꯒꯤ ꯈꯨꯠꯊꯥꯡꯗ ꯃꯍꯥꯛꯅ ꯁꯃꯨꯗ꯭ꯔꯒꯤ ꯑꯀꯣꯏꯕꯒꯤ ꯐꯤꯕꯝꯒꯤ ꯃꯇꯥꯡꯗ ꯑꯦꯋꯦꯌꯔꯅꯦꯁ ꯁꯟꯗꯣꯛꯄꯗ ꯃꯇꯦꯡ ꯄꯥꯡꯈꯤ ꯑꯃꯁꯨꯡ ꯁꯃꯨꯗ꯭ꯔ ꯀꯟꯖꯔꯕꯦꯁꯟꯒꯤ ꯑꯦꯗꯣꯕꯣꯛꯇꯔ ꯑꯃ ꯑꯣꯏꯈꯤ꯫ ꯗꯦꯇꯥ ꯁ꯭ꯇꯣꯔꯦꯖꯒꯤ ꯃꯈꯜ ꯃꯔꯤ ꯂꯤꯁ꯭ꯠ ꯇꯧ꯫ ꯍꯥꯔꯗ ꯗꯤꯁ꯭ꯛ ꯗ꯭ꯔꯥꯏ: ꯃꯁꯤ ꯗꯦꯇꯥ ꯔꯤꯗ ꯔꯥꯏꯠ ꯇꯧꯕꯗ ꯁ꯭ꯄꯤꯅꯤꯡ ꯗꯤꯁ꯭ꯛꯁꯤꯡ ꯁꯤꯖꯤꯟꯅꯕ ꯇ꯭ꯔꯦꯗꯤꯁꯅꯦꯜ ꯗꯦꯇꯥ ꯁ꯭ꯇꯣꯔꯦꯖ ꯗꯤꯚꯥꯏꯁ ꯑꯃꯅꯤ꯫ ꯃꯁꯤ ꯀꯝꯄ꯭ꯌꯨꯇꯔ ꯑꯃꯁꯨꯡ ꯁꯔꯚꯔꯁꯤꯡꯗ ꯄꯥꯛ ꯁꯟꯅ ꯁꯤꯖꯤꯟꯅꯩ꯫ ꯁꯣꯂꯤꯗ ꯁ꯭ꯇꯦꯠ ꯗ꯭ꯔꯥꯏꯚ ꯃꯁꯤ ꯐ꯭ꯂꯦꯁ ꯃꯦꯃꯣꯔꯤ ꯇꯦꯛꯅꯣꯂꯣꯖꯤꯗ ꯌꯨꯝꯐꯝ ꯑꯣꯏꯕ ꯗꯦꯇꯥ ꯁ꯭ꯇꯣꯔꯦꯖ ꯗꯤꯚꯥꯏꯁ ꯃꯈꯜ ꯑꯃꯅꯤ꯫ ꯆꯠꯊꯣꯛ-ꯆꯠꯁꯤꯟ ꯇꯧꯕ ꯌꯥꯕ ꯁꯔꯨꯛꯁꯤꯡ ꯂꯩꯇꯦ ꯑꯃꯁꯨꯡ ꯍꯦꯟꯅ ꯌꯥꯡꯅ ꯑꯃꯁꯨꯡ ꯊꯥꯖꯕ ꯌꯥꯕ ꯑꯣꯏ꯫ ꯀ꯭ꯂꯥꯎꯗ ꯁ꯭ꯇꯣꯔꯦꯖ ꯃꯁꯤꯒꯤ ꯃꯈꯜ ꯑꯁꯤꯒꯤ ꯁ꯭ꯇꯣꯔꯦꯖ ꯑꯁꯤꯅ ꯌꯨꯖꯔꯁꯤꯡꯕꯨ ꯀ꯭ꯂꯥꯎꯗ ꯁ꯭ꯇꯣꯔꯦꯖ ꯄ꯭ꯔꯣꯚꯥꯏꯗꯔ ꯑꯃꯅ ꯃꯦꯅꯦꯖ ꯇꯧꯕ ꯔꯤꯃꯣꯠ ꯁꯔꯚꯔꯁꯤꯡꯗ ꯗꯦꯇꯥ ꯁ꯭ꯇꯣꯔ ꯇꯧꯕ ꯌꯥꯍꯜꯂꯤ꯫ ꯌꯨꯖꯔꯁꯤꯡꯅ ꯃꯈꯣꯏꯒꯤ ꯗꯦꯇꯥ ꯑꯗꯨ ꯏꯟꯇꯔꯅꯦꯠꯀꯤ ꯈꯨꯠꯊꯥꯡꯗ ꯑꯦꯛꯁꯦꯁ ꯇꯧꯕ ꯌꯥꯏ ꯑꯃꯁꯨꯡ ꯃꯗꯨ ꯑꯇꯣꯞꯄꯁꯤꯡꯗ ꯁꯦꯌꯔ ꯇꯧꯕ ꯌꯥꯏ꯫ ꯑꯣꯞꯇꯤꯀꯦꯜ ꯁ꯭ꯇꯣꯔꯦꯖ ꯃꯁꯤꯅ ꯗꯤꯁ꯭ꯛ ꯑꯃꯗ ꯗꯦꯇꯥ ꯔꯤꯗ ꯔꯥꯏꯠ ꯇꯧꯅꯕ ꯂꯦꯖꯔ ꯁꯤꯖꯤꯟꯅꯗꯨꯅ ꯗꯦꯇꯥ ꯁ꯭ꯇꯣꯔꯦꯖ ꯗꯤꯚꯥꯏꯁꯁꯤꯡꯕꯨ ꯈꯪꯅꯩ꯫